ꯁꯨꯇꯤꯒꯤ ꯀꯨꯀꯤ ꯔꯦꯁꯤꯄꯤ ꯑꯃꯗꯥ ꯃꯈꯥꯗꯥ ꯄꯤꯔꯤꯕꯥ ꯄꯣꯠꯁꯛꯁꯤꯡ ꯑꯁꯤ ꯍꯥꯞꯆꯤꯜꯂꯨ: ꯊꯥꯎ, ꯁꯪꯒꯣꯝ, ꯑꯃꯁꯨꯡ ꯃꯣꯂꯥꯁ꯫ ꯑꯇꯣꯞꯄꯥ ꯕꯣꯇꯜ ꯑꯃꯗꯥ, ꯃꯩꯁꯥ ꯑꯃꯁꯨꯡ ꯆꯤꯅꯤ ꯑꯗꯨ ꯇꯔꯨ-ꯇꯅꯥꯟꯅꯥ ꯍꯥꯞꯆꯤꯜꯂꯨ ꯑꯃꯁꯨꯡ ꯃꯗꯨ ꯇꯔꯨ-ꯇꯅꯥꯟꯅꯥ ꯍꯥꯞꯆꯤꯜꯂꯨ꯫ ꯊꯥꯎ,ꯚꯦꯅꯤꯂꯥ, ꯁꯪꯒꯣꯝ, ꯑꯃꯁꯨꯡ ꯃꯣꯂꯥꯁ ꯍꯥꯞꯆꯤꯜꯂꯨ ꯑꯃꯁꯨꯡ ꯃꯗꯨ ꯌꯥꯝꯅꯥ ꯊꯨꯅꯥ ꯌꯥꯟꯁꯤꯟꯅꯧ꯫ ꯌꯥꯝꯗ꯭ꯔꯕꯗꯥ ꯄꯨꯡ ꯑꯅꯤ ꯔꯣꯝ ꯐ꯭ꯔꯤꯖꯔꯗꯥ ꯊꯝꯒꯗꯕꯅꯤ꯫ ꯑꯣꯚꯔꯑꯣꯜ ꯄꯨꯡ ꯑꯅꯤꯃꯈꯥꯏꯔꯣꯝ ꯊꯝꯃꯨ꯫ ꯕꯦꯀꯤꯡ ꯁꯤꯠ ꯑꯅꯤ ꯄꯥꯔꯆꯃꯦꯟ ꯄꯦꯄꯔ ꯑꯃꯅꯥ ꯂꯥꯏꯟ ꯇꯧ꯫ ꯀꯨꯀꯤ ꯀꯠꯇꯔꯁꯤꯡ ꯁꯤꯖꯤꯟꯅꯗꯨꯅꯥ ꯃꯑꯣꯡ-ꯃꯇꯧꯁꯤꯡ ꯀꯛꯊꯠꯂꯨ ꯑꯃꯁꯨꯡ ꯃꯈꯣꯏꯗꯨ ꯁꯦꯝ-ꯁꯥꯔꯕꯥ ꯕꯦꯀꯤꯡ ꯁꯤꯠꯁꯤꯡꯗꯥ ꯊꯝꯃꯨ꯫ ꯑꯇꯣꯞꯄꯥ ꯁꯔꯨꯛ ꯑꯗꯨꯒꯥ ꯂꯣꯏꯅꯅꯥ ꯑꯃꯨꯛ ꯍꯟꯅꯥ ꯇꯧ꯫ ꯃꯤꯅꯠ ꯇꯔꯥꯗꯒꯤ ꯀꯨꯟ ꯐꯥꯎꯕꯥ ꯊꯝꯃꯨ꯫ ꯀꯨꯀꯤꯁꯤꯡ ꯑꯗꯨ ꯃꯄꯨꯡꯐꯥꯅꯥ ꯀꯨꯞꯁꯤꯟꯅꯕꯥ ꯋꯥꯏꯔꯞ ꯔꯦꯛꯁꯤꯡꯗꯥ ꯇ꯭ꯔꯥꯟꯁꯐꯔ ꯇꯧꯗ꯭ꯔꯤꯉꯩꯗꯥ ꯃꯤꯅꯠ ꯈꯔꯒꯤ ꯑꯣꯏꯅꯥ ꯕꯦꯀꯤꯡ ꯁꯤꯠꯁꯤꯡꯗꯥ ꯊꯝꯖꯤꯜꯂꯨ꯫ ꯐ꯭ꯂꯣꯔ, ꯁꯪꯒꯣꯝ ꯑꯃꯁꯨꯡ ꯃꯣꯂꯥꯁꯀꯥ ꯂꯣꯏꯅꯅꯥ ꯁꯦꯝꯕꯥ ꯅꯍꯥꯛꯀꯤ ꯃꯆꯤ ꯑꯣꯏꯕꯥ ꯁꯨꯇꯤꯒꯤ ꯀꯨꯀꯤꯁꯤꯡ ꯅꯨꯡꯉꯥꯏꯕꯤꯌꯨ꯫ ꯍꯛꯁꯦꯜ ꯐꯕꯥ ꯗꯥꯏꯠ ꯑꯃꯥ ꯁꯦꯝꯂꯤꯕꯥ ꯃꯆꯥꯛ ꯃꯔꯤꯒꯤ ꯂꯤꯁ ꯑꯃꯥ ꯁꯦꯝꯃꯨ꯫ ꯍꯛꯁꯦꯜ ꯐꯕꯥ ꯗꯥꯏꯠ ꯑꯁꯤ ꯃꯆꯥꯛ ꯀꯌꯥꯅꯥ ꯁꯦꯝꯕꯅꯤ꯫ ꯃꯈꯣꯏ ꯑꯗꯨꯗꯤ ꯕꯦꯂꯦꯟꯁ ꯍꯥꯏꯕꯥꯗꯤ ꯍꯛꯁꯦꯜ ꯐꯕꯥ ꯗꯥꯏꯠ ꯑꯃꯗꯥ ꯀꯥꯔꯕꯣꯟ, ꯄ꯭ꯔꯣꯇꯤꯟ ꯑꯃꯁꯨꯡ ꯍꯛꯁꯦꯜ ꯐꯕꯥ ꯐꯦꯠꯁꯤꯡ ꯌꯥꯎꯅꯥ ꯅ꯭ꯌꯨꯇ꯭ꯔꯤꯑꯦꯟꯁꯤꯡꯒꯤ ꯕꯦꯂꯦꯟꯁ ꯑꯃꯥ ꯌꯥꯎꯏ꯫ ꯇꯣꯉꯥꯟ-ꯇꯣꯉꯥꯟꯕꯥ ꯃꯈꯜꯒꯤ ꯆꯤꯟꯖꯥꯛꯁꯤꯡ ꯆꯥꯕꯅꯥ ꯅꯍꯥꯛꯀꯤ ꯍꯛꯆꯥꯡꯗꯥ ꯃꯊꯧ ꯇꯥꯕꯥ ꯇꯉꯥꯏꯐꯗꯕꯥ ꯚꯤꯇꯥꯃꯤꯟ ꯑꯃꯁꯨꯡ ꯃꯤꯅꯔꯦꯜ ꯄꯨꯝꯅꯃꯛ ꯁꯣꯏꯗꯅꯥ ꯐꯪꯍꯜꯂꯤ꯫ ꯃꯣꯗꯦꯔꯦꯁꯟ ꯍꯥꯏꯕꯁꯤꯅ ꯅꯍꯥꯛꯀꯤ ꯍꯛꯆꯥꯡ ꯑꯃꯁꯨꯡ ꯑꯦꯛꯇꯤꯚꯤꯇꯤꯒꯤ ꯊꯥꯛ ꯑꯗꯨꯒꯤꯗꯃꯛ ꯑꯆꯨꯝꯕꯥ ꯃꯑꯣꯡꯗꯥ ꯆꯥꯕꯥ ꯍꯥꯏꯕꯁꯤ ꯌꯥꯝꯅꯥ ꯃꯔꯨꯑꯣꯏ꯫ ꯃꯁꯤꯅꯥ ꯍꯦꯟꯅꯥ ꯆꯥꯕꯥ ꯅꯠꯇ꯭ꯔꯒꯥ ꯌꯥꯝꯅꯥ ꯆꯥꯗꯕꯥ ꯑꯃꯁꯨꯡ ꯃꯌꯥꯏ ꯑꯣꯏꯕꯥ ꯁꯥꯏꯖꯒꯤ ꯁꯔꯨꯛꯁꯤꯡ ꯈꯟꯕ ꯍꯥꯏꯕꯁꯤꯅꯤ꯫ ꯃꯈꯜ-ꯃꯈꯥ ꯀꯌꯥꯒꯤ ꯃꯅꯥ-ꯃꯁꯤꯡ, ꯎꯍꯩ-ꯋꯥꯍꯩꯁꯤꯡ, ꯂꯦꯡ-ꯑꯣꯠꯄꯒꯤ ꯄ꯭ꯔꯣꯇꯤꯟꯁꯤꯡ, ꯍꯣꯜ ꯒ꯭ꯔꯦꯟ ꯑꯃꯁꯨꯡ ꯍꯛꯁꯦꯜ ꯐꯕꯥ ꯐꯦꯠꯁꯤꯡ ꯆꯥꯕꯅꯥ ꯅꯍꯥꯛꯀꯤ ꯍꯛꯆꯥꯡꯗꯥ ꯃꯊꯧ ꯇꯥꯕꯥ ꯅ꯭ꯌꯨꯇ꯭ꯔꯤꯑꯦꯟ ꯄꯨꯝꯅꯃꯛ ꯁꯣꯏꯗꯅꯥ ꯐꯪꯍꯜꯂꯤ꯫ ꯑꯀꯪꯕꯥ ꯀꯦꯂꯣꯔꯤ ꯌꯥꯝꯅꯥ ꯌꯥꯎꯗꯅꯥ, ꯅ꯭ꯌꯨꯇ꯭ꯔꯤꯑꯦꯟꯇ ꯌꯥꯎꯕꯥ ꯆꯤꯟꯖꯥꯛꯁꯤꯡ ꯈꯟꯕꯁꯤ ꯍꯛꯁꯦꯜ ꯐꯕꯥ ꯗꯥꯏꯠ ꯑꯃꯒꯤ ꯃꯔꯨꯑꯣꯏꯕꯥ ꯃꯆꯥꯛ ꯑꯃꯅꯤ꯫ ꯃꯁꯤꯅꯥ ꯌꯥꯝꯅꯥ ꯄ꯭ꯔꯣꯁꯦꯁ ꯇꯧꯔꯕꯥ ꯖꯪꯡ ꯐꯨꯠꯁꯤꯡꯗꯒꯤ ꯍꯦꯟꯅꯥ ꯃꯄꯨꯡꯐꯥꯕꯥ, ꯄ꯭ꯔꯣꯁꯦꯁ ꯇꯧꯗꯕꯥ ꯆꯤꯟꯖꯥꯛꯁꯤꯡ ꯈꯟꯕꯥ ꯍꯥꯏꯕꯁꯤꯅꯤ꯫ ꯐꯤꯕꯣꯅꯥꯆꯤ ꯁꯤꯛꯀ꯭ꯋꯦꯟꯁ ꯑꯃꯗꯥ ꯑꯦꯂꯤꯃꯦꯟꯇ ꯑꯗꯨ ꯄ꯭ꯔꯤꯟꯇ ꯇꯧꯅꯕꯥ ꯑꯦꯜꯒꯣꯔꯤꯊꯝ ꯑꯃꯥ ꯏꯌꯨ꯫ ꯏꯟꯇꯤꯖꯔ ꯑꯃꯥ ꯑꯥꯔꯒꯨꯃꯦꯟꯇ ꯑꯃꯥ ꯑꯣꯏꯅꯥ ꯂꯧꯕꯥ ꯐꯪꯁꯟ ꯑꯃꯥ ꯂꯥꯎꯊꯣꯛꯎ꯫ꯐꯪꯁꯟꯒꯤ ꯃꯅꯨꯡꯗꯥ ꯚꯦꯜꯂꯨ ꯑꯁꯤ ꯖꯤꯔꯣꯗꯒꯤ ꯍꯟꯊꯕꯥ ꯅꯠꯇ꯭ꯔꯒꯥ ꯃꯥꯟꯅꯕꯥ ꯑꯣꯏꯔꯕꯗꯤ ꯆꯦꯛ ꯇꯧ ꯑꯗꯨꯒ ꯑꯃꯨꯛ ꯍꯜꯂꯛꯎ꯫ ꯍꯥꯏꯔꯤꯕꯁꯤꯡ ꯑꯁꯤ ꯐꯥꯏꯕꯣꯅꯥꯆꯤ ꯁꯤꯛꯀ꯭ꯋꯦꯟꯁꯀꯤ ꯑꯍꯥꯟꯕꯥ ꯃꯆꯥꯛ ꯑꯅꯤ ꯑꯣꯏꯅꯥ ꯁꯤꯖꯤꯟꯅꯒꯅꯤ꯫ ꯅꯝꯕꯔ ꯁꯦꯠ ꯑꯃꯒꯤ ꯃꯦꯗꯤꯌꯝ ꯑꯗꯨ ꯂꯦꯞꯊꯣꯛꯅꯕꯒꯤꯗꯃꯛ, ꯅꯍꯥꯛꯅꯥ ꯑꯍꯥꯟꯕꯗꯥ ꯅꯝꯕꯔꯁꯤꯡ ꯑꯗꯨ ꯍꯦꯟꯒꯠꯂꯛꯂꯤꯕꯥ ꯑꯣꯔꯗꯔꯗꯥ ꯁꯣꯔꯠ ꯇꯧꯕꯥ ꯃꯊꯧ ꯇꯥꯏ꯫